ꯃꯥꯌꯣꯛꯅꯔꯤꯕ ꯋꯥꯈꯜꯂꯣꯟ ꯂꯩꯕꯥ ꯃꯤꯑꯣꯏ ꯑꯅꯤꯒꯤ ꯃꯔꯝꯗ ꯋꯥꯔꯤ ꯑꯃ ꯁꯦꯝꯃꯨ꯫ ꯃꯇꯝ ꯑꯃꯗ ꯖꯦꯃꯁ ꯑꯃꯁꯨꯡ ꯏꯊꯥꯟ ꯀꯧꯕꯥ ꯅꯍꯥ ꯑꯅꯤ ꯂꯩꯔꯝꯃꯤ꯫ ꯃꯈꯣꯏ ꯑꯃꯒ ꯑꯃꯒ ꯃꯇꯝ ꯁꯥꯡꯅ ꯂꯣꯢꯅꯔꯝꯃꯤ ꯇꯁꯦꯡꯅ ꯍꯥꯏꯔꯕꯗ ꯌꯨꯝ ꯑꯃꯗ ꯆꯥꯎꯃꯤꯟꯅꯔꯛꯈꯤ꯫ ꯑꯗꯨꯕꯨ ꯃꯈꯣꯏꯅ ꯆꯍꯤ ꯌꯥꯝꯈꯠꯂꯛꯄꯒ ꯂꯣꯏꯅꯅꯥ ꯃꯈꯣꯏꯒꯤ ꯃꯔꯛꯇ ꯃꯥꯟꯅꯗꯕ ꯋꯥꯈꯜ ꯑꯃꯁꯨꯡ ꯌꯥꯅꯤꯡꯗꯕ ꯂꯩ ꯍꯥꯏꯕ ꯈꯪꯈꯤ꯫ ꯖꯦꯃꯁ ꯑꯁꯤ ꯑꯆꯧꯕꯥ ꯄꯥꯟꯗꯝ ꯂꯩꯕꯥ ꯅꯍꯥ ꯑꯃꯅꯤ꯫ ꯃꯍꯥꯛꯅ ꯃꯇꯝ ꯄꯨꯝꯅꯃꯛꯇ ꯃꯁꯥꯒꯤ ꯂꯂꯣꯟ-ꯏꯇꯤꯛꯀꯤ ꯃꯄꯨ ꯑꯣꯏꯕꯒꯤ ꯃꯪꯂꯥꯟ ꯂꯩꯔꯝꯃꯤ ꯑꯃꯁꯨꯡ ꯃꯍꯥꯛꯀꯤ ꯃꯪꯂꯥꯟ ꯑꯗꯨ ꯃꯪꯐꯥꯎꯅꯍꯟꯅꯕꯥ ꯃꯍꯥꯛꯅ ꯅꯨꯃꯤꯠ ꯈꯨꯗꯤꯡꯒꯤ ꯂꯦꯞꯄꯥ ꯂꯩꯇꯅꯥ ꯊꯕꯛ ꯇꯧꯈꯤ꯫ ꯃꯍꯥꯛꯀꯤ ꯄꯥꯟꯗꯝꯗꯤ ꯃꯥꯏ ꯄꯥꯛꯄ ꯁꯥꯃꯔꯥꯖ꯭ꯌ ꯑꯃ ꯁꯦꯝꯒꯠꯄꯥ ꯑꯃꯁꯨꯡ ꯌꯥꯝꯅ ꯁꯦꯜ ꯊꯨꯝ ꯄꯥꯏꯕ ꯃꯤꯑꯣꯏ ꯑꯃ ꯑꯣꯏꯕꯅꯤ꯫ ꯑꯃꯔꯣꯝꯗ ꯏꯊꯥꯟꯒꯤ ꯋꯥꯈꯜꯂꯣꯟ ꯑꯁꯤ ꯇꯣꯉꯥꯜꯂꯤ꯫ ꯃꯍꯥꯛꯅ ꯃꯤꯑꯣꯏꯕ ꯑꯃꯁꯨꯡ ꯑꯀꯣꯢꯕꯒꯤ ꯐꯤꯕꯝꯒꯤ ꯅꯨꯡꯁꯤꯕ ꯑꯗꯨꯅ ꯊꯧꯅꯥ ꯍꯥꯞꯄꯤꯔꯝꯃꯤ꯫ ꯃꯍꯥꯛꯅ ꯃꯥꯂꯦꯝ ꯑꯁꯤꯕꯨ ꯍꯦꯟꯅꯥ ꯐꯕꯥ ꯃꯐꯝ ꯑꯃ ꯑꯣꯏꯍꯟꯅꯕ ꯑꯃꯁꯨꯡ ꯃꯍꯥꯛꯀꯤ ꯄꯨꯟꯁꯤꯕꯨ ꯃꯤꯅꯨꯡꯁꯤ ꯂꯩꯕꯥ ꯊꯕꯛꯇꯥ ꯀꯠꯊꯣꯛꯅꯕꯥ ꯊꯋꯥꯏ ꯌꯥꯎꯈꯤ꯫ ꯖꯦꯃꯁꯀꯤ ꯂꯂꯣꯟ-ꯏꯇꯤꯛꯀꯤ ꯊꯕꯛꯁꯤꯡꯅ ꯑꯀꯣꯢꯕꯒꯤ ꯐꯤꯕꯝꯗ ꯑꯀꯥꯏꯕ ꯄꯤꯕꯥ ꯍꯧꯔꯛꯄꯥ ꯃꯇꯝꯗ ꯃꯔꯨꯞ ꯑꯅꯤꯅꯥ ꯃꯈꯣꯏ ꯃꯁꯦꯜꯕꯨ ꯌꯥꯅꯤꯡꯗꯕꯥ ꯐꯣꯡꯗꯣꯛꯈꯤ꯫ ꯏꯊꯥꯟꯅ ꯃꯍꯥꯛꯀꯤ ꯃꯔꯨꯞ ꯑꯗꯨꯗꯥ ꯃꯍꯥꯛꯀꯤ ꯂꯝꯕꯤ ꯍꯣꯡꯗꯣꯛꯅꯕꯥ ꯍꯥꯏꯖꯈꯤ ꯑꯗꯨꯕꯨ ꯖꯦꯃꯁꯅꯥ ꯃꯍꯥꯛꯀꯤ ꯁꯦꯜ-ꯊꯨꯝꯒꯤ ꯃꯥꯏꯄꯥꯛꯄꯒꯤ ꯑꯄꯥꯝꯕ ꯑꯗꯨꯅ ꯃꯍꯥꯛꯀꯤ ꯋꯥꯗꯨ ꯇꯥꯔꯝꯈꯤꯗꯦ꯫ ꯃꯇꯝ ꯀꯨꯏꯔꯕꯒꯤ ꯇꯨꯡꯗ ꯃꯈꯣꯏ ꯑꯅꯤꯒꯤ ꯃꯔꯛꯇ ꯁꯥꯎꯅꯕ ꯍꯦꯅꯒꯠꯂꯛꯈꯤ ꯃꯈꯣꯏꯒꯤ ꯃꯔꯨꯞ-ꯃꯄꯥꯡ ꯑꯣꯏꯕꯒꯤ ꯃꯔꯤ ꯑꯗꯨ ꯁꯣꯛꯍꯜꯂꯛꯄ ꯍꯧꯔꯛꯈꯤ꯫ ꯖꯦꯃꯁꯀꯤ ꯊꯕꯛ ꯑꯁꯤ ꯃꯈꯥ ꯇꯥꯅꯥ ꯆꯠꯊꯔꯛꯈꯤ ꯑꯗꯨꯕꯨ ꯑꯀꯣꯢꯕꯒꯤ ꯐꯤꯕꯝꯗ ꯑꯆꯧꯕ ꯆꯩꯊꯦꯡ ꯑꯃ ꯄꯤꯈꯤ ꯃꯔꯝ ꯑꯗꯨꯅ ꯏꯊꯥꯟ ꯅ ꯊꯕꯛ ꯄꯥꯢꯈꯠꯄꯗꯒꯤ ꯍꯦꯟꯅ ꯑꯇꯣꯞꯄ ꯄꯥꯝꯕꯩ ꯑꯃꯠꯇ ꯂꯩꯈꯤꯗꯦ꯫ ꯃꯍꯥꯛꯅ ꯈꯨꯟꯅꯥꯏ ꯑꯁꯤꯕꯨ ꯑꯃꯠꯇ ꯑꯣꯏꯅ ꯄꯨꯟꯁꯤꯟꯈꯤ ꯑꯃꯁꯨꯡ ꯖꯦꯃꯁꯀꯤ ꯂꯂꯣꯟ-ꯏꯇꯤꯛ ꯊꯤꯡꯅꯕꯥ ꯈꯣꯡꯖꯪ ꯑꯃꯥ ꯍꯧꯈꯤ꯫ ꯍꯥꯟꯅꯒꯤ ꯃꯔꯨꯞ ꯑꯅꯤꯗꯨ ꯍꯧꯖꯤꯛ ꯃꯈꯣꯢ ꯃꯁꯥꯕꯨ ꯑꯀꯟꯕꯥ ꯂꯥꯟꯐꯝ ꯑꯃꯗ ꯊꯦꯡꯅꯈꯤ꯫ ꯖꯦꯃꯁꯅ ꯃꯍꯥꯛꯀꯤ ꯂꯂꯣꯟ-ꯏꯇꯤꯛ ꯑꯗꯨ ꯍꯤꯡꯍꯟꯗꯨꯅ ꯊꯝꯅꯕ ꯂꯥꯟꯊꯦꯡꯅꯔꯤ ꯑꯃꯁꯨꯡ ꯏꯊꯥꯟꯅ ꯑꯀꯣꯏꯕꯒꯤ ꯀꯟꯅꯕ ꯑꯗꯨꯒꯤꯗꯃꯛ ꯂꯥꯟꯊꯦꯡꯅꯔꯤ꯫ ꯂꯣꯏꯁꯤꯜꯂꯛꯄꯗ ꯏꯊꯥꯟꯒꯤ ꯈꯣꯡꯖꯪ ꯑꯗꯨ ꯃꯥꯢ ꯄꯥꯛꯈꯤ ꯑꯃꯁꯨꯡ ꯖꯦꯃꯁꯀꯤ ꯂꯂꯣꯟ-ꯏꯇꯤꯛ ꯑꯗꯨ ꯊꯤꯡꯖꯤꯟꯕ ꯉꯝꯈꯤ꯫ ꯑꯔꯣꯏꯕꯗ ꯖꯦꯃꯁꯅꯥ ꯃꯍꯥꯛꯀꯤ ꯂꯝꯕꯤꯒꯤ ꯑꯁꯣꯢꯕ ꯑꯗꯨ ꯈꯡꯈꯤ ꯑꯃꯁꯨꯡ ꯂꯟ-ꯊꯨꯝ ꯄꯥꯝꯕ ꯑꯁꯤ ꯀꯩꯗꯧꯅꯨꯡꯗꯥ ꯑꯀꯣꯢꯕꯒꯤ ꯐꯤꯕꯝꯒꯤ ꯃꯃꯜ ꯇꯤꯡꯗꯅꯥ ꯂꯥꯛꯄ ꯌꯥꯔꯣꯏ ꯍꯥꯢꯕ ꯈꯡꯈꯤ꯫ ꯃꯍꯥꯛꯅ ꯏꯊꯥꯟꯒ ꯂꯣꯢꯅꯅꯥ ꯄꯨꯟꯅ ꯊꯕꯛ ꯇꯧꯃꯤꯟꯅꯈꯤ ꯑꯃꯁꯨꯡ ꯄꯨꯟꯅ ꯃꯈꯣꯢꯅ ꯑꯅꯧꯕꯥ ꯊꯕꯛ ꯑꯃ ꯍꯧꯗꯣꯛꯈꯤ ꯃꯗꯨ ꯁꯦꯜ-ꯊꯨꯝꯒꯤ ꯂꯝꯗ ꯃꯥꯢ ꯄꯥꯛꯄ ꯑꯃꯁꯨꯡ ꯑꯀꯣꯢꯕꯒꯤ ꯐꯤꯕꯝꯒ ꯆꯥꯟꯅꯕ ꯑꯅꯤꯃꯛ ꯑꯣꯏꯈꯤ꯫ ꯃꯇꯝ ꯑꯃꯗ ꯃꯈꯣꯢꯒꯤ ꯋꯥꯈꯜꯂꯣꯟꯁꯤꯡ ꯑꯗꯨ ꯃꯥꯌꯣꯛꯅꯔꯕꯁꯨ ꯖꯦꯃꯁ ꯑꯃꯁꯨꯡ ꯏꯊꯥꯟꯅ ꯈꯡꯂꯛꯈꯤ ꯃꯗꯨꯗꯤ ꯃꯈꯣꯢꯅ ꯄꯨꯟꯅ ꯊꯕꯛ ꯇꯧꯃꯤꯟꯅꯔꯛꯄ ꯃꯇꯝꯗ ꯃꯈꯣꯢꯅ ꯃꯥꯂꯦꯝ ꯑꯁꯤꯕꯨ ꯍꯦꯟꯅꯥ ꯐꯕꯥ ꯃꯐꯝ ꯑꯃ ꯑꯣꯏꯍꯟꯕꯒ ꯂꯣꯢꯅꯅꯥ ꯑꯆꯧꯕ ꯊꯧꯗꯥꯡ ꯂꯧꯕ ꯉꯝꯒꯅꯤ꯫